ꯁꯥꯏꯟꯇꯤꯐꯤꯛ ꯑꯣꯏꯕꯥ ꯃꯑꯣꯡ ꯑꯁꯤ ꯀꯔꯤꯅꯣ ꯍꯥꯏꯕꯗꯨ ꯁꯟꯗꯣꯛꯅꯥ ꯇꯥꯛꯄꯤꯌꯨ꯫ ꯁꯥꯏꯟꯇꯤꯐꯤꯛ ꯃꯦꯊꯗ ꯑꯁꯤ ꯁꯥꯏꯟꯇꯤꯐꯤꯛ ꯔꯤꯁꯔꯆꯇꯥ ꯋꯥꯍꯪ ꯑꯃꯥ ꯅꯠꯇ꯭ꯔꯒꯥ ꯍꯥꯏꯄꯣꯊꯦꯁꯤꯁ ꯑꯃꯥ ꯁꯦꯝꯅꯕꯥ ꯑꯦꯛꯁꯄꯔꯤꯃꯦꯟꯠꯁꯤꯡ ꯄꯥꯡꯊꯣꯛꯄꯥ ꯑꯃꯁꯨꯡ ꯗꯦꯇꯥ ꯈꯣꯝꯖꯤꯟꯅꯕꯥ ꯏꯟꯐꯣꯔꯃꯦꯁꯟ ꯑꯗꯨ ꯑꯦꯅꯥꯂꯥꯏꯖ ꯇꯧꯅꯕꯥ ꯑꯃꯁꯨꯡ ꯋꯥꯔꯣꯏꯁꯤꯟ ꯄꯨꯔꯛꯄꯗꯥ ꯁꯤꯖꯤꯟꯅꯕꯥ ꯁꯤꯁ꯭ꯇꯦꯃꯦꯇꯤꯛ ꯑꯣꯏꯕꯥ ꯊꯧꯑꯣꯡ ꯑꯃꯅꯤ꯫ ꯃꯁꯤꯒꯤ ꯑꯦꯄ꯭ꯔꯣꯆ ꯑꯁꯤꯅꯥ ꯁ꯭ꯇꯦꯟꯗꯔꯗ ꯁ꯭ꯇꯦꯞ ꯀꯌꯥ ꯇꯨꯡ ꯏꯟꯗꯨꯅꯥ ꯆꯠꯂꯤ ꯑꯣꯕꯖꯥꯔꯕꯦꯁꯟ ꯁꯥꯏꯟꯇꯤꯁ꯭ꯠꯁꯤꯡꯅꯥ ꯑꯣꯕꯖꯥꯔꯕꯦꯁꯟ ꯇꯧꯗꯨꯅꯥ ꯑꯃꯁꯨꯡ ꯐꯤꯚꯝ ꯅꯠꯇ꯭ꯔꯒꯥ ꯁꯤꯁ꯭ꯇꯦꯝ ꯑꯃꯒꯤ ꯃꯇꯥꯡꯗꯥ ꯏꯟꯐꯣꯔꯃꯦꯁꯟ ꯈꯣꯝꯖꯤꯟꯕꯗꯒꯤ ꯍꯧꯏ꯫ ꯋꯥꯍꯪ ꯑꯣꯕꯖꯥꯔꯕꯦꯁꯟꯁꯤꯡꯗꯥ ꯌꯨꯝꯐꯝ ꯑꯣꯏꯔꯒꯥ ꯃꯈꯣꯏꯅꯥ ꯄꯥꯎꯈꯨꯝ ꯄꯤꯕꯥ ꯄꯥꯝꯕꯥ ꯋꯥꯍꯪꯁꯤꯡ ꯁꯦꯝꯒꯠꯂꯤ꯫ ꯍꯥꯏꯄꯣꯊꯦꯁꯤꯁ ꯃꯊꯪꯗꯥ ꯁꯥꯏꯟꯇꯤꯁ꯭ꯠꯁꯤꯡꯅꯥ ꯎꯕꯥ ꯐꯪꯂꯤꯕꯥ ꯐꯤꯚꯝ ꯑꯗꯨꯒꯤ ꯃꯇꯥꯡꯗꯥ ꯄꯣꯇꯦꯟꯁꯤꯌꯦꯜ ꯑꯦꯛꯁꯄ꯭ꯂꯦꯟ ꯅꯠꯇ꯭ꯔꯒꯥ ꯍꯥꯏꯄꯣꯊꯦꯁꯤꯁ ꯑꯃꯥ ꯁꯦꯝꯒꯠꯂꯤ꯫ ꯑꯦꯛꯁꯄꯔꯤꯃꯦꯟꯠ ꯃꯈꯣꯏꯒꯤ ꯍꯥꯏꯄꯣꯊꯦꯁꯤꯁ ꯇꯦꯁ꯭ꯠ ꯇꯧꯅꯕꯥ ꯁꯥꯏꯟꯇꯤꯁ꯭ꯠꯁꯤꯡꯅꯥ ꯑꯦꯛꯁꯄꯔꯤꯃꯦꯟꯠꯁꯤꯡ ꯗꯤꯖꯥꯏꯟ ꯇꯧꯏ ꯑꯃꯁꯨꯡ ꯚꯦꯔꯤꯑꯦꯕꯜꯁꯤꯡ ꯑꯣꯕꯖꯥꯔꯕꯦꯁꯟ ꯃꯦꯅꯦꯁꯃꯦꯟꯇ ꯅꯠꯇ꯭ꯔꯒꯥ ꯃꯦꯅꯤꯄꯨꯂꯦꯁꯟꯒꯤ ꯈꯨꯠꯊꯥꯡꯗꯥ ꯗꯦꯇꯥ ꯈꯣꯝꯖꯤꯜꯂꯤ꯫ ꯑꯦꯅꯥꯂꯥꯏꯁꯤꯁ ꯑꯦꯛꯁꯄꯔꯤꯃꯦꯟꯠꯁꯤꯡꯗꯒꯤ ꯈꯣꯝꯖꯤꯜꯂꯛꯄꯥ ꯗꯦꯇꯥ ꯑꯁꯤ ꯁ꯭ꯇꯦꯇꯤꯁ꯭ꯇꯤꯀꯦꯜ ꯃꯦꯊꯗꯁꯤꯡ ꯁꯤꯖꯤꯟꯅꯗꯨꯅꯥ ꯑꯦꯅꯥꯂꯥꯏꯖ ꯇꯧꯗꯨꯅꯥ ꯔꯤꯖꯜꯠꯁꯤꯡ ꯑꯁꯤꯅꯥ ꯍꯥꯏꯄꯣꯊꯦꯁꯤꯁ ꯑꯁꯤꯕꯨ ꯁꯄꯣꯔꯠ ꯇꯧꯕꯔꯥ ꯅꯠꯇ꯭ꯔꯒꯥ ꯌꯥꯗꯕꯔꯥ ꯍꯥꯏꯕꯗꯨ ꯈꯪꯗꯣꯛꯏ꯫ ꯋꯥꯔꯣꯏꯁꯤꯟ ꯁꯥꯏꯟꯇꯤꯁ꯭ꯠꯁꯤꯡꯅꯥ ꯑꯦꯅꯥꯂꯥꯏꯁꯤꯁꯀꯤ ꯐꯜꯁꯤꯡꯗꯥ ꯌꯨꯝꯐꯝ ꯑꯣꯏꯔꯒꯥ ꯋꯥꯔꯦꯞ ꯂꯧꯏ ꯑꯃꯁꯨꯡ ꯃꯈꯣꯏꯒꯤ ꯊꯤꯖꯤꯅꯕꯒꯤ ꯊꯕꯛꯁꯤꯡ ꯑꯃꯁꯨꯡ ꯍꯧꯖꯤꯛ ꯂꯩꯔꯤꯕꯥ ꯊꯤꯑꯣꯔꯤꯁꯤꯡꯒꯤ ꯃꯔꯛꯇꯥ ꯃꯔꯤ ꯊꯝꯃꯤ꯫ ꯀꯝꯃ꯭ꯌꯨꯅꯤꯀꯦꯁꯟ ꯑꯔꯣꯏꯕꯗꯥ ꯔꯤꯁꯔꯆꯀꯤ ꯐꯜꯁꯤꯡ ꯑꯁꯤ ꯁꯥꯏꯟꯇꯤꯐꯤꯛ ꯀꯝꯃ꯭ꯌꯨꯅꯤꯇꯤꯗꯥ ꯄꯥꯎ ꯐꯥꯎꯅꯩ ꯑꯌꯥꯝꯕꯅꯥ ꯄꯤꯌꯔ ꯔꯤꯚꯤꯌꯨ ꯇꯧꯔꯕꯥ ꯖꯔꯅꯦꯜ ꯑꯃꯗꯥ ꯐꯣꯡꯕꯒꯤ ꯈꯨꯠꯊꯥꯡꯗꯥ꯫ ꯁꯥꯏꯟꯇꯤꯐꯤꯛ ꯃꯦꯊꯗ ꯑꯁꯤ ꯃꯍꯧꯁꯥꯒꯤ ꯃꯥꯂꯦꯝ ꯑꯁꯤꯒꯤ ꯃꯇꯥꯡꯗꯥ ꯑꯩꯈꯣꯏꯒꯤ ꯂꯧꯁꯤꯡ ꯑꯁꯤ ꯃꯥꯡꯂꯣꯝꯗꯥ ꯄꯨꯈꯠꯄꯒꯤ ꯃꯔꯨꯑꯣꯏꯕꯥ ꯈꯨꯠꯂꯥꯏ ꯑꯃꯅꯤ꯫ ꯃꯁꯤ ꯁ꯭ꯇꯔꯛꯆꯔꯦꯜ ꯄ꯭ꯔꯣꯁꯦꯁ ꯑꯃꯅꯤ ꯃꯁꯤꯅꯥ ꯁꯥꯏꯟꯇꯤꯁ꯭ꯠꯁꯤꯡꯗꯥ ꯃꯈꯣꯏꯒꯤ ꯊꯤꯖꯤꯟꯕꯒꯤ ꯊꯕꯛꯁꯤꯡꯒꯤ ꯊꯥꯖꯕꯥ ꯌꯥꯕꯥ ꯑꯃꯁꯨꯡ ꯑꯃꯨꯛ ꯍꯟꯅꯥ ꯄꯨꯊꯣꯛꯄꯥ ꯉꯝꯕꯒꯤ ꯆꯥꯡ ꯈ꯭ꯋꯥꯏꯗꯒꯤ ꯌꯥꯝꯅꯥ ꯍꯦꯟꯒꯠꯍꯟꯕꯒꯥ ꯂꯣꯏꯅꯅꯥ ꯑꯁꯣꯏꯕꯥ ꯑꯃꯁꯨꯡ ꯋꯥꯈꯜ ꯋꯥꯕꯥ ꯍꯟꯊꯍꯟꯕꯗꯥ ꯃꯇꯦꯡ ꯄꯥꯡꯏ꯫ ꯗꯤꯖꯤꯇꯦꯂꯥꯏꯖꯦꯁꯟꯒꯤ ꯈ꯭ꯋꯥꯏꯗꯒꯤ ꯃꯔꯨꯑꯣꯏꯕꯥ ꯑꯦꯄ꯭ꯂꯤꯀꯦꯁꯟꯁꯤꯡ ꯑꯁꯤ ꯀꯔꯝꯕꯥ ꯂꯝꯁꯤꯡꯗꯥ ꯎꯕꯥ ꯐꯪꯕꯒꯦ? ꯗꯤꯖꯤꯇꯦꯂꯥꯏꯖꯦꯁꯟꯅꯥ ꯁꯦꯛꯇꯔ ꯀꯌꯥꯗꯥ ꯅꯣꯠ ꯇꯧꯔꯕꯥ ꯑꯃꯁꯨꯡ ꯇ꯭ꯔꯥꯟꯁꯐꯣꯔꯃꯦꯇꯤꯕ ꯑꯦꯄ꯭ꯂꯤꯀꯦꯁꯟꯁꯤꯡꯒꯥ ꯂꯣꯏꯅꯅꯥ ꯇꯣꯉꯥꯟ ꯇꯣꯉꯥꯟꯕꯥ ꯂꯝꯁꯤꯡꯗꯥ ꯃꯁꯛ ꯊꯣꯛꯄꯥ ꯁꯥꯐꯨ ꯑꯃꯥ ꯄꯤꯔꯦ꯫ ꯗꯤꯖꯤꯇꯦꯂꯥꯏꯖꯦꯁꯟꯒꯤ ꯈ꯭ꯋꯥꯏꯗꯒꯤ ꯃꯔꯨꯑꯣꯏꯕꯥ ꯑꯦꯄ꯭ꯂꯤꯀꯦꯁꯟꯁꯤꯡ ꯎꯕꯥ ꯐꯪꯈꯤꯕꯥ ꯂꯝ ꯈꯔꯗꯤ ꯃꯈꯥꯗꯥ ꯄꯤꯔꯤ ꯕꯤꯖꯤꯅꯦꯁ ꯑꯃꯁꯨꯡ ꯀꯝꯃꯔꯁ ꯏ-ꯀꯝꯃꯔꯁ ꯑꯃꯁꯨꯡ ꯑꯣꯟꯂꯥꯏꯟ ꯇ꯭ꯔꯥꯟꯖꯦꯛꯁꯟꯁꯤꯡ ꯍꯦꯟꯒꯠꯂꯛꯄꯒꯥ ꯂꯣꯏꯅꯅꯥ ꯗꯤꯖꯤꯇꯦꯂꯥꯏꯖꯦꯁꯟꯅꯥ ꯕꯤꯖꯤꯅꯦꯁ ꯆꯠꯊꯕꯒꯤ ꯃꯑꯣꯡꯗꯥ ꯑꯍꯣꯡꯕꯥ ꯑꯃꯥ ꯄꯤꯔꯛꯂꯦ ꯃꯁꯤꯅꯥ ꯀꯝꯄꯦꯅꯤꯁꯤꯡꯅꯥ ꯀꯁꯇꯃꯔꯁꯤꯡꯗꯥ ꯌꯧꯍꯟꯕꯗꯥ ꯂꯥꯏꯊꯣꯛꯍꯜꯂꯦ ꯇ꯭ꯔꯥꯟꯖꯦꯛꯁꯟꯁꯤꯡ ꯄ꯭ꯔꯣꯁꯦꯁ ꯇꯧꯕꯥ ꯑꯃꯁꯨꯡ ꯃꯈꯣꯏꯒꯤ ꯑꯣꯄꯔꯦꯁꯟꯁꯤꯡ ꯄꯥꯎꯊꯣꯛ ꯆꯥꯎꯊꯣꯛꯍꯟꯕꯥ꯫ ꯍꯦꯜꯊꯀꯦꯌꯔ ꯗꯤꯖꯤꯇꯦꯜ ꯇꯦꯛꯅꯣꯂꯣꯖꯤꯁꯤꯡ ꯑꯃꯁꯨꯡ ꯏꯂꯦꯛꯇ꯭ꯔꯣꯅꯤꯛ ꯍꯦꯜꯊ ꯔꯦꯀꯣꯔꯗꯁꯤꯡ ꯁꯤꯖꯤꯟꯅꯕꯅꯥ ꯍꯦꯜꯊꯀꯦꯌꯔ ꯁꯔꯕꯤꯁꯁꯤꯡ ꯄꯤꯕꯥ ꯑꯃꯁꯨꯡ ꯃꯦꯅꯦꯖꯃꯦꯟꯠꯗꯥ ꯑꯍꯣꯡꯕꯥ ꯄꯨꯔꯛꯂꯦ꯫ ꯃꯦꯗꯤꯀꯦꯜ ꯄ꯭ꯔꯣꯐꯦꯁ꯭ꯅꯦꯜꯁꯤꯡꯅꯥ ꯍꯧꯖꯤꯛꯇꯤ ꯄꯦꯁꯦꯟꯠꯁꯤꯡꯒꯤ ꯏꯟꯐꯣꯔꯃꯦꯁꯟ ꯐꯖꯅꯥ ꯑꯦꯛꯁꯦꯁ ꯇꯧꯕꯥ ꯉꯝꯂꯦ ꯗꯦꯇꯥ ꯁꯦꯌꯔ ꯇꯧꯕꯥ ꯌꯥꯔꯦ ꯑꯃꯁꯨꯡ ꯄꯨꯟꯅꯥ ꯊꯕꯛ ꯇꯧꯃꯤꯟꯅꯔꯦ ꯃꯁꯤꯅꯥ ꯄꯦꯁꯦꯟꯠꯁꯤꯡꯒꯤ ꯍꯦꯟꯅꯥ ꯐꯕꯥ ꯐꯜꯁꯤꯡ ꯄꯨꯔꯛꯄꯥ ꯉꯝꯂꯦ꯫ ꯑꯦꯖꯨꯀꯦꯁꯟ ꯗꯤꯖꯤꯇꯦꯂꯥꯏꯖꯦꯁꯟꯅꯥ ꯏ-ꯂꯔꯅꯤꯡ ꯑꯣꯟꯂꯥꯏꯟ ꯀꯣꯔꯁꯁꯤꯡ ꯑꯃꯁꯨꯡ ꯗꯤꯖꯤꯇꯦꯜ ꯀꯣꯂꯥꯕꯣꯔꯦꯁꯟꯒꯤ ꯈꯨꯠꯂꯥꯏꯁꯤꯡ ꯆꯠꯅꯍꯟꯕꯅꯥ ꯃꯍꯩꯔꯣꯏꯁꯤꯡ ꯑꯃꯁꯨꯡ ꯑꯦꯖꯨꯀꯦꯇꯔꯁꯤꯡꯅꯥ ꯏꯟꯐꯣꯔꯃꯦꯁꯟ ꯑꯦꯛꯁꯦꯁ ꯇꯧꯕꯥ ꯑꯃꯁꯨꯡ ꯁꯦꯌꯔ ꯇꯧꯕꯗꯥ ꯂꯥꯏꯊꯣꯛꯍꯟꯕꯅꯥ ꯑꯦꯖꯨꯀꯦꯁꯟ ꯁꯦꯛꯇꯔꯗꯥ ꯑꯆꯧꯕꯥ ꯁꯥꯐꯨ ꯑꯃꯥ ꯄꯤꯔꯦ꯫ ꯕꯦꯡꯀꯤꯡ ꯑꯃꯁꯨꯡ ꯐꯥꯏꯅꯥꯟꯁ ꯗꯤꯖꯤꯇꯦꯜ ꯕꯦꯡꯀꯤꯡꯅꯥ ꯀꯁꯇꯃꯔꯁꯤꯡꯅꯥ ꯇ꯭ꯔꯥꯟꯖꯦꯛꯁꯟꯁꯤꯡ ꯄꯥꯡꯊꯣꯛꯄꯥ ꯑꯦꯀꯥꯎꯟꯠꯁꯤꯡ ꯃꯦꯅꯦꯖ ꯇꯧꯕꯥ ꯑꯃꯁꯨꯡ ꯑꯣꯟꯂꯥꯏꯟꯗꯥ ꯁꯔꯚꯤꯁ ꯀꯌꯥ ꯑꯃꯥ ꯐꯪꯍꯟꯕꯥ ꯉꯝꯍꯟꯗꯨꯅꯥ ꯐꯥꯏꯅꯥꯟꯁꯤꯑꯦꯜ ꯁꯔꯕꯤꯁꯁꯤꯡꯗꯥ ꯑꯍꯣꯡꯕꯥ ꯄꯨꯔꯛꯂꯦ꯫ ꯃꯁꯤꯅꯥ ꯕꯦꯡꯀꯤꯡ ꯁꯔꯕꯤꯁꯤꯡꯕꯨ ꯍꯦꯟꯅꯥ ꯈꯨꯗꯣꯡꯆꯥꯕꯥ ꯑꯃꯁꯨꯡ ꯈꯨꯗꯣꯡꯆꯥꯗꯕꯥ ꯑꯣꯏꯍꯜꯂꯦ ꯃꯔꯨꯑꯣꯏꯅꯥ ꯃꯅꯨꯡ ꯍꯟꯖꯤꯟꯕꯥ ꯃꯐꯝꯁꯤꯡꯗꯥ ꯂꯩꯔꯤꯕꯥ ꯃꯤꯑꯣꯏꯁꯤꯡꯒꯤꯗꯃꯛ꯫ ꯃꯤꯗꯤꯌꯥ ꯑꯃꯁꯨꯡ ꯑꯦꯟꯇꯔꯇꯦꯠꯃꯦꯟꯠ: ꯁ꯭ꯇꯔꯤꯃꯤꯡ ꯁꯔꯕꯤꯁꯇꯒꯤ ꯍꯧꯔꯒꯥ ꯗꯤꯖꯤꯇꯦꯜ ꯀꯟꯇꯦꯟꯠ ꯁꯦꯝꯕꯥ ꯑꯃꯁꯨꯡ ꯌꯦꯟꯊꯣꯛꯄꯗꯥ ꯗꯤꯖꯤꯇꯦꯂꯥꯏꯖꯦꯁꯟꯅꯥ ꯃꯤꯗꯤꯌꯥ ꯑꯃꯁꯨꯡ ꯑꯦꯟꯇꯔꯇꯦꯠꯃꯦꯟꯠ ꯏꯟꯗꯁꯇ꯭ꯔꯤꯗꯥ ꯑꯍꯣꯡꯕꯥ ꯄꯨꯔꯛꯂꯦ ꯃꯁꯤꯅꯥ ꯑꯦꯡꯒꯦꯖꯃꯦꯟꯠꯀꯤ ꯑꯆꯧꯕꯥ ꯆꯦꯅꯦꯜꯁꯤꯡ ꯑꯃꯁꯨꯡ ꯀ꯭ꯔꯤꯌꯦꯇꯤꯕ ꯋꯥꯔꯛꯁꯤꯡꯗꯥ ꯍꯦꯟꯅꯥ ꯈꯨꯗꯣꯡꯆꯥꯕꯥ ꯐꯪꯍꯜꯂꯦ꯫ ꯁꯔꯀꯥꯔꯒꯤ ꯁꯔꯚꯤꯁꯁꯤꯡ: ꯁꯔꯀꯥꯔꯒꯤ ꯑꯦꯖꯦꯟꯁꯤꯁꯤꯡꯅꯥ ꯁꯔꯚꯤꯁ ꯀꯌꯥ ꯗꯤꯖꯤꯇꯥꯏꯖ ꯇꯧꯈ꯭ꯔꯦ ꯃꯁꯤꯅꯥ ꯅꯥꯒꯔꯤꯛꯁꯤꯡꯅꯥ ꯏꯟꯐꯣꯔꯃꯦꯁꯟ ꯐꯪꯍꯟꯕꯗꯥ ꯂꯥꯏꯊꯣꯛꯍꯜꯂꯦ ꯑꯃꯁꯨꯡ ꯄꯕ꯭ꯂꯤꯛ ꯁꯦꯛꯇꯔꯒꯤ ꯑꯦꯟꯇꯤꯇꯤꯁꯤꯡꯒꯥ ꯂꯣꯏꯅꯅꯥ ꯋꯥꯔꯤ ꯁꯥꯅꯔꯦ꯫ ꯃꯁꯤꯅꯥ ꯏꯐꯤꯁꯤꯑꯦꯟꯁꯤ ꯐꯒꯠꯍꯜꯂꯦ ꯑꯃꯁꯨꯡ ꯇ꯭ꯔꯥꯟꯁꯄꯔꯦꯟꯁꯤ ꯍꯦꯟꯒꯠꯍꯜꯂꯦ ꯃꯁꯤꯒꯥ ꯂꯣꯏꯅꯅꯥ ꯁꯔꯀꯥꯔꯁꯤꯡꯕꯨ ꯍꯦꯟꯅꯥ ꯏꯐꯦꯛꯇꯤꯕ ꯑꯣꯏꯅꯥ ꯁꯔꯕꯤꯁꯁꯤꯡ ꯄꯤꯕꯗꯁꯨ ꯃꯇꯦꯡ ꯄꯥꯡꯂꯤ꯫